ꯌꯨꯅꯤꯚꯔꯁꯤꯇꯤꯗ ꯇꯝꯅꯕꯒꯤ ꯃꯀꯣꯛ ꯊꯣꯡꯕ ꯈꯨꯗꯣꯡꯆꯥꯕ ꯃꯉꯥ ꯁꯦꯃꯒꯠꯄ꯫ ꯍꯦꯟꯅ ꯋꯥꯡꯕ ꯁꯦꯟꯊꯣꯛ ꯂꯝꯕꯤ ꯆꯥꯡꯆꯠꯇ ꯌꯨꯅꯤꯚꯔꯁꯤꯇꯤ ꯒ꯭ꯔꯦꯖꯨꯑꯦꯠꯁꯤꯡꯅ ꯃꯈꯣꯏꯒꯤ ꯄꯨꯟꯁꯤꯗ ꯗꯤꯒ꯭ꯔꯤ ꯂꯩꯇꯕꯁꯤꯡꯒ ꯆꯥꯡꯗꯝꯅꯕꯗ ꯌꯥꯝꯅ ꯍꯦꯟꯅ ꯁꯦꯟꯊꯣꯛ ꯂꯩꯕ ꯉꯝꯃꯤ꯫ ꯌꯨꯅꯤꯚꯔꯁꯤꯇꯤꯒꯤ ꯑꯦꯖꯨꯀꯦꯁꯟ ꯑꯃꯅ ꯑꯈꯟꯅꯕ ꯂꯧꯁꯤꯡ ꯅꯠꯇꯔꯒ ꯍꯩꯁꯤꯡꯕ ꯃꯊꯧ ꯇꯥꯕ ꯍꯦꯟꯅ ꯁꯦꯟꯊꯣꯛ ꯂꯩꯕ ꯊꯕꯛꯁꯤꯡ ꯑꯃꯁꯨꯡ ꯀꯦꯔꯤꯌꯔꯁꯤꯡꯒꯤ ꯊꯣꯡ ꯍꯥꯡꯗꯣꯛꯄ ꯌꯥꯏ꯫ ꯀꯦꯔꯤꯌꯔ ꯑꯦꯗꯚꯥꯟꯁꯃꯦꯟꯠꯀꯤ ꯈꯨꯗꯣꯡꯆꯥꯕꯁꯤꯡ: ꯄꯣꯖꯤꯁꯟ ꯀꯌꯥꯗ, ꯃꯔꯨꯑꯣꯏꯅ ꯑꯋꯥꯡꯕ ꯃꯦꯅꯦꯖꯃꯦꯟꯇꯇ ꯂꯩꯕ, ꯌꯨꯅꯤꯚꯔꯁꯤꯇꯤꯒꯤ ꯗꯤꯒ꯭ꯔꯤ ꯑꯃ ꯃꯊꯧ ꯇꯥꯕ ꯌꯥꯏ꯫ ꯃꯁꯤꯅ ꯇꯥꯛꯄꯗꯤ ꯌꯨꯅꯤꯚꯔꯁꯤꯇꯤꯗ ꯇꯝꯕꯅ ꯃꯤꯑꯣꯏ ꯑꯃꯕꯨ ꯃꯈꯣꯏꯒꯤ ꯀꯦꯔꯤꯌꯔꯗ ꯃꯥꯡꯂꯣꯝꯗ ꯆꯪꯁꯤꯟꯕꯗ ꯑꯃꯁꯨꯡ ꯍꯦꯟꯅ ꯐꯕ ꯊꯕꯛꯀꯤ ꯈꯨꯗꯣꯡꯆꯥꯕꯁꯤꯡ ꯐꯪꯍꯟꯕꯗ ꯃꯇꯦꯡ ꯄꯥꯡꯂꯕ ꯌꯥꯏ꯫ ꯄ꯭ꯔꯣꯐꯦꯁ꯭ꯅꯦꯜ ꯑꯃꯁꯨꯡ ꯄꯔꯁꯣꯅꯦꯜ ꯗꯤꯚꯦꯂꯄꯃꯦꯟꯠ: ꯌꯨꯅꯤꯚꯔꯁꯤꯇꯤ ꯑꯦꯖꯨꯀꯦꯁꯟꯅ ꯃꯤꯑꯣꯏ ꯑꯃꯕꯨ ꯑꯀꯛꯅꯕ ꯂꯝ ꯑꯃꯗ ꯑꯍꯣꯡꯕ ꯅꯣꯂꯦꯖ ꯑꯃꯁꯨꯡ ꯑꯦꯛꯁꯄ꯭ꯔꯠꯁꯤꯡ ꯁꯦꯝꯒꯠꯄꯗ ꯃꯇꯦꯡ ꯄꯥꯡꯕꯇ ꯅꯠꯇꯅ, ꯃꯁꯤꯅ ꯄꯔꯁꯣꯅꯦꯜ ꯒ꯭ꯔꯣꯊꯀꯤ ꯈꯨꯗꯣꯡꯆꯥꯕꯁꯤꯡꯁꯨ ꯄꯤ, ꯍꯥꯏꯕꯗꯤ ꯀ꯭ꯔꯤꯇꯤꯀꯦꯜ ꯊꯤꯡꯀꯤꯡ, ꯄ꯭ꯔꯣꯕ꯭ꯂꯦꯝ ꯁꯣꯜꯚꯤꯡ, ꯑꯃꯁꯨꯡ ꯀꯝꯃ꯭ꯌꯨꯅꯤꯀꯦꯁꯟ ꯁ꯭ꯀꯤꯂꯁꯤꯡ꯫ ꯃꯁꯤꯅ ꯃꯍꯩꯔꯣꯏꯁꯤꯡꯕꯨ ꯃꯈꯣꯏꯒꯤ ꯄ꯭ꯔꯣꯐꯦꯁ꯭ꯅꯦꯜ ꯑꯃꯁꯨꯡ ꯄꯔꯁꯣꯅꯦꯜ ꯂꯥꯏꯐ ꯑꯅꯤꯃꯛꯇ ꯍꯦꯟꯅ ꯌꯥꯝꯅ ꯂꯨꯕ ꯃꯤꯑꯣꯏꯁꯤꯡ ꯑꯣꯏꯍꯟꯕꯗ ꯃꯇꯦꯡ ꯄꯥꯡꯕ ꯉꯃꯒꯅꯤ꯫ ꯅꯦꯠꯋꯥꯔꯀꯤꯡ ꯑꯃꯁꯨꯡ ꯀꯅꯦꯛꯁꯟꯁꯤꯡ: ꯌꯨꯅꯤꯚꯔꯁꯤꯇꯤꯗ ꯇꯝꯕꯅ ꯇꯨꯡꯗ ꯃꯃꯜ ꯌꯥꯝꯂꯕ ꯀꯟꯇꯦꯛꯁꯤꯡ ꯑꯣꯏꯕ ꯌꯥꯕ ꯀ꯭ꯂꯥꯁꯃꯦꯠꯁꯤꯡ, ꯄ꯭ꯔꯣꯐꯦꯁꯔꯁꯤꯡ, ꯑꯃꯁꯨꯡ ꯑꯦꯂꯨꯝꯅꯤꯁꯤꯡ ꯌꯥꯎꯅ ꯇꯣꯉꯥꯟ-ꯇꯣꯉꯥꯟꯕ ꯃꯤꯑꯣꯏ ꯀꯥꯡꯂꯨꯞ ꯑꯃꯒ ꯅꯦꯠꯋꯥꯔꯀꯤꯡ ꯇꯧꯅꯕꯒꯤ ꯈꯨꯗꯣꯡꯆꯥꯕ ꯄꯤ꯫ ꯀꯅꯦꯛꯁꯟꯁꯤꯡ ꯑꯁꯤꯅ ꯃꯍꯩꯔꯣꯏꯁꯤꯡꯗꯥ ꯊꯕꯛꯀꯤ ꯈꯨꯗꯣꯡꯆꯥꯕꯁꯤꯡ ꯊꯤꯕꯗ, ꯔꯤꯀꯃꯦꯟꯗꯦꯁꯟꯁꯤꯡ ꯐꯪꯕꯗ ꯑꯃꯁꯨꯡ ꯃꯈꯣꯏꯅ ꯈꯪꯒꯠꯂꯕ ꯂꯝꯁꯤꯡꯒꯤ ꯃꯇꯥꯡꯗ ꯋꯥꯈꯜ ꯈꯟꯕ ꯉꯝꯍꯟꯕꯗ ꯃꯇꯦꯡ ꯄꯥꯡꯒꯅꯤ꯫ ꯔꯤꯁꯣꯔ꯭ꯁꯁꯤꯡ ꯑꯃꯁꯨꯡ ꯈꯨꯗꯣꯡꯆꯥꯕꯁꯤꯡ ꯐꯪꯍꯅꯕ ꯌꯨꯅꯤꯚꯔꯁꯤꯇꯤꯁꯤꯡꯅ ꯃꯍꯩꯔꯣꯏꯁꯤꯡꯗ ꯏꯟꯇꯔꯅꯁꯤꯞ, ꯔꯤꯁꯔꯆ ꯄ꯭ꯔꯣꯖꯦꯛꯇꯁꯤꯡ, ꯃꯄꯥꯟꯗ ꯇꯝꯅꯕꯒꯤ ꯄ꯭ꯔꯣꯒ꯭ꯔꯥꯝꯁꯤꯡ, ꯑꯃꯁꯨꯡ ꯑꯦꯛꯁꯇ꯭ꯔꯥꯀꯔꯤꯀꯨꯂꯔ ꯑꯦꯛꯇꯤꯕꯤꯇꯤꯁꯤꯡꯒꯨꯝꯕ ꯔꯤꯁꯣꯔ꯭ꯁꯁꯤꯡ ꯑꯃꯁꯨꯡ ꯈꯨꯗꯣꯡꯆꯥꯕ ꯀꯌꯥ ꯄꯤꯔꯤ꯫ ꯍꯥꯏꯔꯤꯕ ꯑꯦꯛꯁꯄꯔꯤꯌꯦꯟꯁꯁꯤꯡ ꯑꯁꯤꯅ ꯃꯍꯩꯔꯣꯏꯁꯤꯡꯒꯤ ꯑꯦꯖꯨꯀꯦꯁꯟ ꯍꯦꯡꯒꯠꯍꯟꯕ ꯉꯝꯒꯅꯤ ꯑꯃꯁꯨꯡ ꯃꯈꯣꯏꯕꯨ ꯄꯣꯇꯦꯟꯁꯤꯌꯦꯜ ꯏꯝꯄ꯭ꯂꯣꯌꯔꯁꯤꯡꯗꯒꯤ ꯊꯣꯏꯗꯣꯛꯄ ꯃꯑꯣꯡꯗ ꯊꯣꯛꯄꯗ ꯃꯇꯦꯡ ꯄꯥꯡꯒꯅꯤ꯫ ꯁꯥꯟ ꯐ꯭ꯔꯥꯟꯁꯤꯁ꯭ꯀꯣ ꯁꯍꯔꯒꯤ ꯅꯣꯡꯖꯨ-ꯅꯨꯡꯁꯥ ꯑꯁꯤ ꯀꯔꯝꯅ ꯑꯣꯏꯕꯒꯦ? ꯑꯩꯍꯥꯛ ꯑꯦ. ꯑꯥꯏ. ꯒꯤ ꯂꯣꯜꯒꯤ ꯃꯣꯗꯦꯜ ꯑꯃꯅꯤ, ꯃꯔꯝ ꯑꯗꯨꯅ ꯑꯩꯍꯥꯛꯅ ꯑꯗꯣꯝꯗ ꯔꯤꯑꯦꯜ-ꯇꯥꯏꯝ ꯋꯦꯗꯔ ꯗꯦꯇꯥ ꯄꯤꯕꯒꯤ ꯊꯧꯅꯥ ꯂꯩꯇꯦ, ꯑꯗꯨꯕꯨ ꯑꯗꯣꯝꯅ ꯋꯦꯗꯔ ꯋꯦꯕꯁꯥꯏꯠ ꯑꯃ ꯆꯦꯛ ꯇꯧꯕ ꯌꯥꯏ ꯅꯠꯇꯔꯒ ꯋꯦꯗꯔ ꯑꯦꯞ ꯑꯃ ꯁꯤꯖꯤꯟꯅꯗꯨꯅ ꯁꯥꯟ ꯐ꯭ꯔꯥꯟꯁꯤꯁ꯭ꯀꯣꯒꯤ ꯍꯧꯖꯤꯛ ꯑꯣꯏꯔꯤꯕ ꯋꯦꯗꯔ ꯀꯟꯗꯤꯁꯟꯁꯤꯡ ꯑꯁꯤ ꯈꯪꯕ ꯌꯥꯏ꯫ ꯃꯈꯥꯗꯥ ꯄꯤꯔꯤꯕ ꯃꯆꯨꯒꯤ ꯁꯔꯀꯜꯁꯤꯡ ꯑꯁꯤ ꯄꯤꯔꯤꯕ ꯂꯦꯕꯦꯜꯁꯤꯡꯒ ꯃꯥꯟꯅꯍꯟꯒꯗꯕꯅꯤ꯫ ꯃꯆꯨꯁꯤꯡ: ꯂꯥꯜ, ꯑꯉꯧꯕꯥ, ꯒꯔꯤ, ꯂꯦꯕꯦꯜꯁꯤꯡ: ꯑꯦꯄꯜ, ꯕꯅꯥꯅꯥ, ꯑꯣꯔꯦꯟꯖ꯫ ꯃꯆꯨ ꯑꯃꯁꯨꯡ ꯂꯦꯕꯦꯜꯁꯤꯡ ꯑꯁꯤꯒꯤ ꯃꯌꯦꯛ ꯁꯦꯡꯕ ꯑꯃꯁꯨꯡ ꯂꯦꯞꯄ ꯂꯩꯇꯕ ꯀꯣꯔꯤꯂꯦꯁꯟ ꯂꯩꯇꯦ ꯍꯥꯏꯅ ꯂꯧꯅꯩ, ꯃꯔꯝꯗꯤ ꯂꯦꯕꯦꯜꯁꯤꯡ ꯑꯁꯤ ꯃꯍꯩ ꯃꯔꯣꯡ ꯃꯈꯜꯁꯤꯡꯅꯤ ꯑꯃꯁꯨꯡ ꯃꯆꯨꯁꯤꯡ ꯑꯁꯤ ꯃꯍꯩ-ꯃꯔꯣꯡꯒꯤ ꯑꯀꯛꯅꯕ ꯑꯣꯏꯗꯦ꯫ ꯑꯗꯨꯝ ꯑꯣꯏꯅꯃꯛ, ꯃꯆꯨ ꯑꯃꯁꯨꯡ ꯃꯍꯩ-ꯃꯔꯣꯡꯁꯤꯡꯒ ꯀꯃꯟ ꯑꯣꯏꯕ ꯃꯔꯤꯁꯤꯡꯗ ꯌꯨꯝꯐꯝ ꯑꯣꯏꯗꯨꯅ, ꯃꯈꯥꯗ ꯄꯤꯔꯤꯕ ꯑꯁꯤ ꯑꯣꯏꯊꯣꯛꯄ ꯌꯥꯕ ꯃꯦꯆ ꯑꯃ ꯑꯣꯏꯕꯥ ꯌꯥꯏ: ꯂꯥꯜ:ꯑꯦꯄꯜ ꯒ꯭ꯔꯤꯟ :ꯕꯅꯥꯅꯥ (ꯑꯀꯛꯅꯅꯥ ꯄꯤꯛꯄ ꯃꯇꯝꯗ) ꯕ꯭ꯂꯨ: ꯃꯍꯧꯁꯥꯅꯥ ꯄꯤꯔꯤꯕꯥ ꯃꯍꯩ-ꯃꯔꯣꯡꯒꯤ ꯂꯦꯕꯦꯜ ꯑꯃꯍꯦꯛꯇꯒꯥ ꯀꯣꯔꯤꯂꯦꯠ ꯇꯧꯗꯦ꯫